ꯄꯤꯔꯤꯕ ꯋꯥꯍꯩ ꯄꯔꯦꯡꯁꯤꯡ ꯑꯁꯤ ꯑꯔꯊ ꯊꯣꯛꯄ ꯃꯑꯣꯡꯗ ꯄꯨꯟꯁꯤꯜꯂꯨ꯫ ꯐꯥꯏꯜꯁꯤꯡ ꯑꯗꯨ ꯊꯝꯃꯨ ꯐꯣꯜꯗꯔ ꯑꯗꯨꯗ ꯂꯩ꯫ "ꯐꯥꯏꯜꯁꯤꯡ ꯑꯗꯨ ꯐꯣꯜꯗꯔꯗ ꯊꯝꯃꯨ꯫" ꯕ꯭ꯂꯦꯛ ꯍꯣꯜꯒꯤ ꯃꯈꯜ ꯃꯉꯥ ꯂꯤꯁ ꯇꯧ꯫ ꯄ꯭ꯔꯤꯃꯣꯔꯗꯤꯑꯦꯜ ꯕ꯭ꯂꯦꯛ ꯍꯣꯜꯁꯤꯡ: ꯃꯁꯤ ꯕꯤꯛ ꯕꯦꯡꯒꯤ ꯃꯇꯨꯡꯗ ꯊꯨꯅ ꯌꯥꯡꯅ ꯑꯍꯥꯟꯕ ꯌꯨꯅꯤꯚꯔꯁꯇ ꯁꯦꯝꯈꯤꯕꯅꯤ ꯍꯥꯏꯅ ꯂꯧꯅꯔꯤꯕ ꯍꯥꯏꯄꯣꯇꯦꯇꯤꯀꯜ ꯕ꯭ꯂꯦꯛ ꯍꯣꯜꯁꯤꯡꯅꯤ꯫ ꯃꯈꯣꯏ ꯑꯁꯤ ꯈ꯭ꯋꯥꯏꯗꯒꯤ ꯑꯄꯤꯛꯄ ꯕ꯭ꯂꯦꯛ ꯍꯣꯜꯒꯤ ꯃꯈꯜꯅꯤ, ꯃꯈꯣꯏꯒꯤ ꯃꯁꯤꯡ ꯑꯁꯤ ꯅꯨꯃꯤꯠꯀꯤ ꯃꯉꯥꯜꯗꯒꯤ ꯍꯦꯟꯅ ꯄꯤꯛꯏ꯫ ꯁ꯭ꯇꯦꯂꯔ ꯕ꯭ꯂꯦꯛ ꯍꯣꯜꯁꯤꯡ: ꯃꯁꯤ ꯈ꯭ꯋꯥꯏꯗꯒꯤ ꯀꯃꯟ ꯑꯣꯏꯕ ꯕ꯭ꯂꯦꯛ ꯍꯣꯜ ꯃꯈꯜꯅꯤ ꯑꯃꯁꯨꯡ ꯃꯁꯤ ꯑꯆꯧꯕ ꯁ꯭ꯇꯥꯔ ꯑꯃꯅ ꯃꯁꯥꯒꯤ ꯄꯨꯟꯁꯤꯒꯤ ꯑꯔꯣꯏꯕꯗ ꯃꯁꯥꯒꯤ ꯃꯊꯛꯇ ꯆꯦꯟꯊꯔꯛꯄ ꯃꯇꯝꯗ ꯁꯦꯝꯒꯠꯂꯛꯏ꯫ ꯃꯈꯣꯏ ꯑꯁꯤ ꯃꯍꯧꯁꯥꯅ ꯅꯨꯃꯤꯠꯀꯤ ꯆꯥꯡꯗꯒꯤ ꯁꯔꯨꯛ ꯑꯍꯨꯝ ꯑꯃꯁꯨꯡ ꯀꯨꯟ ꯒꯤ ꯃꯔꯛꯇ ꯂꯩꯕ ꯃꯥꯁ ꯂꯩ꯫ ꯏꯟꯇꯔꯃꯤꯗꯤꯌꯦꯠ-ꯃꯥꯁ ꯕ꯭ꯂꯦꯛ ꯍꯣꯜꯁꯤꯡ: ꯃꯈꯣꯏꯒꯤ ꯃꯃꯤꯡꯅ ꯇꯥꯛꯄꯒꯨꯝꯅ, ꯕ꯭ꯂꯦꯛ ꯍꯣꯜꯁꯤꯡ ꯑꯁꯤ ꯁ꯭ꯇꯦꯂꯔ ꯕ꯭ꯂꯦꯛ ꯍꯣꯜꯁꯤꯡꯗꯒꯤ ꯍꯦꯟꯅ ꯆꯥꯎꯕ ꯑꯣꯏ, ꯑꯗꯨꯕꯨ ꯁꯨꯄꯔꯃꯦꯁꯤꯚ ꯕ꯭ꯂꯦꯛ ꯍꯣꯜꯁꯤꯡꯗꯒꯤꯗꯤ ꯍꯦꯟꯅ ꯄꯤꯛꯏ꯫ ꯃꯈꯣꯏ ꯑꯁꯤ ꯃꯍꯧꯁꯥꯅ ꯒꯦꯂꯦꯛꯁꯤꯁꯤꯡꯒꯤ ꯃꯅꯨꯡꯗ ꯐꯪꯏ, ꯑꯃꯁꯨꯡ ꯑꯌꯥꯝꯕ, ꯀꯔꯤꯒꯨꯝꯕ ꯄꯨꯝꯅꯃꯛ ꯅꯠꯇꯦ, ꯒꯦꯂꯦꯛꯁꯤꯁꯤꯡꯒꯤ ꯃꯅꯨꯡꯗ ꯃꯈꯣꯏꯒꯤ ꯀꯣꯔꯗ ꯁꯨꯄꯔꯃꯦꯁꯤꯚ ꯕ꯭ꯂꯦꯛ ꯍꯣꯜ ꯑꯃ ꯂꯩ ꯍꯥꯏꯅ ꯈꯟꯅꯩ꯫ ꯃꯤꯅꯤꯌꯔ ꯕ꯭ꯂꯦꯛ ꯍꯣꯜꯁꯤꯡ: ꯃꯁꯤ ꯑꯇꯣꯞꯄ ꯃꯈꯜꯁꯤꯡꯗꯒꯤ ꯍꯦꯟꯅ ꯄꯤꯛꯄ, ꯊꯥꯗꯒꯤ ꯍꯦꯟꯅ ꯅꯦꯝꯕ ꯃꯥꯁ ꯂꯩꯕ ꯊꯤꯑꯣꯔꯤꯇꯤꯀꯦꯜ ꯕ꯭ꯂꯦꯛ ꯍꯣꯜꯁꯤꯡꯅꯤ꯫ ꯃꯈꯣꯏ ꯑꯁꯤ ꯍꯥꯏ-ꯑꯦꯅꯔꯖꯤ ꯀꯣꯂꯤꯁꯟꯁ ꯁꯦꯃꯒꯠꯄꯅꯤ ꯍꯥꯢꯅ ꯈꯟꯅꯩ ꯑꯃꯁꯨꯡ ꯃꯈꯣꯏꯒꯤ ꯍꯥꯏ-ꯑꯦꯅꯔꯖꯤ ꯏꯃꯤꯁꯟꯁꯤꯡꯅ ꯄꯣꯇꯦꯟꯁꯤꯑꯦꯜ ꯑꯣꯏꯅ ꯈꯪꯗꯣꯛꯄ ꯌꯥꯏ꯫ ꯃꯈꯥꯒꯤ ꯁꯩꯔꯦꯡ ꯑꯁꯤ ꯐ꯭ꯔꯤ ꯕꯔꯁ, ꯁꯣꯅꯦꯠ ꯅꯠꯇ꯭ꯔꯒ ꯏꯄꯤꯛ ꯍꯥꯏꯅ ꯀ꯭ꯂꯥꯁꯤꯐꯥꯏ ꯇꯧꯕꯤꯌꯨ꯫ ꯒꯣꯂꯞ ꯑꯁꯤ ꯂꯥꯜꯍꯧ, ꯋꯥꯏꯌꯣꯜꯁꯤꯡ ꯑꯁꯤ ꯅꯤꯜ ꯑꯣꯏ꯫ ꯅꯨꯃꯤꯠ ꯆꯨꯞꯄ ꯑꯃ ꯂꯦꯞꯂꯤ, ꯑꯗꯨꯕꯨ ꯑꯩꯁꯨ ꯂꯩꯔꯤ꯫ ꯁꯩꯔꯦꯡ ꯑꯁꯤ ꯑꯀꯛꯅꯕ ꯁꯩꯔꯦꯡꯒꯤ ꯃꯑꯣꯡ, ꯔꯥꯏꯝ ꯁ꯭ꯀꯤꯝ ꯅꯠꯇ꯭ꯔꯒ ꯃꯦꯠꯔꯤꯛ ꯄꯦꯇꯔꯟ ꯑꯃꯠꯇ ꯌꯥꯎꯗꯕꯅ ꯐ꯭ꯔꯤ ꯕꯔꯁ ꯍꯥꯏꯅ ꯀ꯭ꯂꯥꯁꯤꯐꯥꯏ ꯇꯧꯏ꯫ ꯑꯄꯤꯕ ꯋꯥꯍꯩꯁꯤꯡ ꯑꯗꯨꯒ ꯂꯣꯏꯅꯅ ꯏꯪꯂꯤꯁꯇ ꯆꯠꯅꯕ ꯌꯥꯕ ꯋꯥꯐꯝ ꯑꯃ ꯁꯦꯝꯃꯨ꯫ ꯀꯦꯠ, ꯂꯝꯍꯥꯡꯗ ꯈꯣꯡꯍꯥꯝꯗꯕ꯫ ꯀꯦꯠ ꯑꯁꯤ ꯂꯝꯍꯥꯡꯗꯥ ꯈꯣꯡꯍꯥꯝꯗ꯭ꯔꯤ꯫ ꯃꯍꯧꯁꯥꯒꯤ ꯑꯃꯁꯨꯡ ꯁꯤꯟꯊꯦꯇꯤꯛ ꯐꯤꯕꯔꯒꯤ ꯃꯔꯛꯇ ꯂꯩꯕ ꯈꯦꯠꯅꯕ ꯑꯗꯨ ꯁꯟꯗꯣꯛꯅ ꯇꯥꯛꯄꯤꯌꯨ꯫ ꯃꯍꯧꯁꯥꯒꯤ ꯐꯤꯕꯝꯁꯤꯡ ꯑꯁꯤ ꯍꯤꯡꯂꯤꯕ ꯁꯣꯔꯁꯁꯤꯡ, ꯍꯥꯏꯕꯗꯤ ꯄꯥꯝꯕꯤ ꯅꯠꯇ꯭ꯔꯒ ꯁꯥ-ꯁꯟꯁꯤꯡꯗꯒꯤ ꯂꯥꯛꯄ ꯑꯃꯁꯨꯡ ꯁꯦꯂꯨꯂꯣꯁꯤꯛ ꯅꯠꯇ꯭ꯔꯒ ꯄ꯭ꯔꯣꯇꯤꯟꯗ ꯌꯨꯝꯐꯝ ꯑꯣꯏꯕ ꯃꯆꯥꯛꯁꯤꯡꯅ ꯁꯦꯝꯕ ꯐꯤꯕꯝꯁꯤꯡꯅꯤ꯫ ꯈꯨꯗꯝ ꯑꯣꯏꯅ, ꯃꯨꯒꯥ ꯑꯃꯁꯨꯡ ꯐ꯭ꯂꯦꯛꯁ ꯑꯁꯤ ꯄꯥꯝꯕꯤꯁꯤꯡꯗꯒꯤ ꯂꯥꯛꯏ ꯑꯗꯨꯒ ꯎ ꯑꯃꯁꯨꯡ ꯁꯤꯜꯛ ꯑꯁꯤ ꯁꯥ-ꯁꯟꯁꯤꯡꯗꯒꯤ ꯂꯥꯛꯏ꯫ ꯍꯥꯏꯔꯤꯕ ꯐꯤꯕꯝꯁꯤꯡ ꯑꯁꯤ ꯃꯍꯧꯁꯥꯅ ꯀꯦꯃꯤꯀꯦꯜ ꯏꯟꯄꯨꯠ ꯑꯃꯠꯇ ꯌꯥꯎꯗꯅ ꯄꯨꯊꯣꯛꯄꯅꯤ, ꯃꯔꯝ ꯑꯁꯤꯅ ꯃꯈꯣꯏ ꯑꯁꯤ ꯕꯥꯏꯑꯣꯗꯤꯒ꯭ꯔꯦꯗꯦꯕꯜ ꯑꯣꯏ ꯑꯃꯁꯨꯡ ꯊꯥꯗꯣꯛꯄ ꯃꯇꯝꯗ ꯃꯍꯧꯁꯥꯗ ꯍꯜꯂꯛꯄ ꯌꯥꯏ꯫ ꯑꯃꯔꯣꯝꯗ, ꯁꯤꯟꯊꯦꯇꯤꯛ ꯐꯥꯏꯕꯔ ꯑꯁꯤ ꯀꯦꯃꯤꯀꯦꯜ ꯄ꯭ꯔꯣꯁꯦꯁ ꯁꯤꯖꯤꯟꯅꯗꯨꯅ ꯄꯨꯊꯣꯛꯄ ꯃꯤꯑꯣꯏꯕꯅ ꯁꯥꯕ ꯐꯤꯕꯝꯁꯤꯡꯅꯤ꯫ ꯃꯈꯣꯏ ꯑꯁꯤ ꯁ꯭ꯄꯤꯅꯦꯔꯦꯠꯁꯤꯡꯒꯤ ꯈꯨꯠꯊꯥꯡꯗ ꯄꯣꯂꯤꯃꯔ ꯁꯣꯜꯌꯨꯁꯟ ꯑꯃ ꯅꯨꯡꯁꯤꯠꯇ ꯊꯥꯗꯣꯛꯇꯨꯅ ꯁꯥꯕꯅꯤ, ꯃꯗꯨꯅ ꯐꯤꯂꯥꯃꯦꯟꯠ ꯑꯃꯥ ꯁꯦꯝꯃꯤ꯫ ꯄꯣꯂꯤꯃꯔ ꯃꯆꯥꯛ ꯑꯁꯤ ꯃꯔꯨꯑꯣꯏꯅ ꯄꯦꯇ꯭ꯔꯣꯂꯤꯌꯝ, ꯀꯣꯏꯂ ꯅꯠꯇ꯭ꯔꯒ ꯅꯦꯆꯔꯦꯜ ꯒ꯭ꯌꯥꯁꯇꯒꯤ ꯂꯧꯏ꯫ ꯁꯤꯟꯊꯦꯇꯤꯛ ꯐꯥꯏꯕꯔꯁꯤꯡꯒꯤ ꯈꯨꯗꯝꯁꯤꯡꯒꯤ ꯃꯅꯨꯡꯗ ꯄꯣꯂꯤꯁ꯭ꯇꯔ, ꯅꯥꯏꯂꯣꯟ ꯑꯃꯁꯨꯡ ꯑꯦꯀ꯭ꯔꯦꯂꯤꯛ ꯑꯁꯤ ꯌꯥꯎꯏ꯫ ꯍꯥꯏꯔꯤꯕ ꯐꯤꯕꯝꯁꯤꯡ ꯑꯁꯤ ꯕꯥꯏꯑꯣꯗꯤꯒ꯭ꯔꯦꯗꯦꯁꯟꯗ ꯔꯦꯁꯤꯁꯇꯦꯟꯠ ꯑꯣꯏ ꯑꯃꯁꯨꯡ ꯊꯥꯗꯣꯛꯂꯕ ꯃꯇꯨꯡꯗ ꯌꯥꯝꯅ ꯁꯥꯡꯅ ꯑꯀꯣꯏꯕꯒꯤ ꯐꯤꯕꯝꯗ ꯂꯩꯕ ꯌꯥꯏ꯫ ꯈꯪꯖꯤꯟꯒꯗꯕ ꯑꯃꯅ, ꯃꯍꯧꯁꯥꯒꯤ ꯑꯃꯁꯨꯡ ꯁꯤꯟꯊꯦꯇꯤꯛ ꯐꯥꯏꯕꯔꯒꯤ ꯃꯔꯛꯇ ꯂꯩꯕ ꯃꯔꯨꯑꯣꯏꯕ ꯈꯦꯠꯅꯕ ꯑꯁꯤ ꯃꯈꯣꯏꯒꯤ ꯍꯧꯔꯛꯐꯝꯅꯤ꯫ ꯃꯍꯧꯁꯥꯒꯤ ꯐꯤꯕꯝꯁꯤꯡ ꯑꯁꯤ ꯃꯍꯧꯁꯥꯒꯤ ꯁꯣꯔꯁꯁꯤꯡꯗꯒꯤ ꯂꯥꯛꯏ ꯑꯗꯨꯒ ꯁꯤꯟꯊꯦꯇꯤꯛ ꯐꯥꯏꯕꯔꯁꯤꯡ ꯑꯁꯤ ꯃꯤꯑꯣꯏꯕꯅ ꯁꯦꯝꯕ ꯑꯃꯁꯨꯡ ꯃꯍꯧꯁꯥꯅ ꯐꯣꯁꯤꯜ ꯐ꯭ꯌꯨꯑꯦꯜꯗꯒꯤ ꯂꯧꯕ ꯀꯦꯃꯤꯀꯦꯜꯁꯤꯡꯗꯒꯤ ꯂꯥꯛꯏ꯫